ꯆꯥꯡ ꯅꯥꯏꯅ ꯍꯛꯆꯥꯡ ꯁꯥꯖꯦꯜ ꯇꯧꯕꯒꯤ ꯀꯥꯟꯅꯕꯁꯤꯡ ꯈꯪꯍꯟꯕꯤꯌꯨ꯫ ꯆꯥꯡ ꯅꯥꯏꯅ ꯍꯛꯆꯥꯡ ꯁꯥꯖꯦꯜ ꯇꯧꯕꯅ ꯍꯛꯆꯥꯡ ꯑꯃꯁꯨꯡ ꯄꯨꯛꯅꯤꯡꯒꯤ ꯍꯛꯁꯦꯜ ꯑꯅꯤꯃꯛꯇ ꯀꯥꯟꯅꯕ ꯀꯌꯥ ꯄꯤꯔꯤ꯫ ꯃꯈꯥꯗ ꯈ꯭ꯋꯥꯏꯗꯒꯤ ꯃꯔꯨꯑꯣꯏꯕ ꯀꯥꯟꯅꯕꯁꯤꯡ ꯈꯔꯥ ꯄꯤꯔꯤ - ꯀꯥꯔꯗꯤꯑꯣꯚꯥꯁꯀꯨꯂꯥꯔ ꯍꯦꯜꯊ ꯐꯒꯠꯍꯟꯕ - ꯆꯥꯡ ꯅꯥꯏꯅ ꯑꯦꯛꯁꯔꯁꯥꯏꯖ ꯇꯧꯕꯅ ꯅꯍꯥꯛꯀꯤ ꯍꯥ꯭ꯔꯠꯀꯤ ꯍꯛꯁꯦꯜ ꯐꯒꯠꯍꯟꯕ, ꯕ꯭ꯂꯗ ꯄ꯭ꯔꯦꯁꯔ ꯍꯟꯊꯍꯟꯕ ꯑꯃꯁꯨꯡ ꯁꯔꯀ꯭ꯌꯨꯂꯦꯁꯟ ꯐꯒꯠꯍꯟꯕ ꯉꯝꯃꯤ꯫ ꯍꯦꯟꯅ‌ ꯐꯕꯥ ꯑꯔꯨꯝꯕ ꯃꯦꯅꯦꯖꯃꯦꯟꯇ -ꯍꯛꯆꯥꯡ ꯁꯥꯖꯦꯜ ꯇꯧꯕꯅꯥ ꯀꯦꯂꯣꯔꯤ ꯃꯩ ꯊꯥꯗꯨꯅ ꯑꯃꯁꯨꯡ ꯅꯍꯥꯛꯀꯤ ꯃꯦꯇꯥꯕꯣꯂꯤꯖꯝ ꯍꯦꯟꯒꯠꯍꯟꯗꯨꯅ‌ ꯍꯛꯆꯥꯡ ꯐꯕꯥ ꯑꯔꯨꯝꯕ ꯑꯃꯥ ꯊꯝꯕꯗ ꯃꯇꯦꯡ ꯄꯥꯡꯏ꯫ ꯃꯁꯜꯒꯤ ꯃꯄꯥꯡꯒꯜ ꯑꯃꯁꯨꯡ ꯐ꯭ꯂꯦꯛꯁꯤꯕꯤꯂꯤꯇꯤ ꯍꯦꯟꯒꯠꯂꯛꯄ - ꯑꯦꯛꯁꯔꯁꯥꯏꯖ ꯇꯧꯕꯅ ꯅꯍꯥꯛꯀꯤ ꯃꯁꯜ ꯑꯃꯁꯨꯡ ꯁꯔꯨ ꯇꯥꯡꯁꯤꯡ ꯍꯦꯟꯅ ꯃꯄꯥꯡꯒꯜ ꯀꯟꯈꯠꯍꯟꯕꯗ ꯃꯇꯦꯡ ꯄꯥꯡꯒꯅꯤ, ꯃꯁꯤꯅ ꯅꯍꯥꯛꯀꯤ ꯑꯄꯨꯟꯕ ꯍꯛꯆꯥꯡꯒꯤ ꯇꯧꯕ ꯉꯝꯕꯁꯤꯡ ꯐꯒꯠꯍꯟꯒꯅꯤ ꯑꯃꯁꯨꯡ ꯑꯁꯣꯛ-ꯑꯄꯟ ꯊꯣꯛꯄꯒꯤ ꯈꯨꯗꯣꯡꯊꯤꯕ ꯍꯟꯊꯍꯟꯒꯅꯤ꯫ ꯍꯦꯟꯅ ꯐꯕꯥ ꯃꯨꯗ ꯔꯦꯒꯨꯂꯦꯁꯟ -ꯐꯤꯖꯤꯀꯦꯜ ꯑꯦꯛꯇꯤꯚꯤꯇꯤꯅ ꯃꯍꯧꯁꯥꯒꯤ ꯑꯣꯏꯕ ꯃꯨꯗ-ꯕꯨꯁꯇ꯭ꯔꯁꯤꯡ ꯑꯣꯏꯔꯤꯕ ꯑꯦꯟꯗꯣꯔꯐꯤꯟꯁꯤꯡ ꯊꯥꯗꯣꯛꯏ꯫ ꯃꯁꯤꯅ ꯁ꯭ꯇꯔꯦꯁ, ꯑꯦꯟꯁꯤꯇꯤ ꯑꯃꯁꯨꯡ ꯗꯤꯄ꯭ꯔꯦꯁꯟ ꯍꯟꯊꯍꯟꯕꯗ ꯃꯇꯦꯡ ꯄꯥꯡꯏ, ꯃꯁꯤꯅ ꯑꯄꯨꯟꯕ ꯃꯦꯟꯇꯦꯜ ꯋꯦꯜꯕꯤꯡ ꯄ꯭ꯔꯣꯃꯣꯠ ꯇꯧꯕ ꯉꯝꯃꯤ꯫ ꯀꯣꯒꯅꯤꯇꯤꯕ ꯐꯪꯁꯟ ꯐꯒꯠꯂꯛꯄ - ꯐꯤꯖꯤꯀꯦꯜ ꯑꯦꯛꯇꯤꯚꯤꯇꯤ ꯑꯁꯤ ꯕ꯭ꯔꯦꯟꯒꯤ ꯐꯪꯁꯟ ꯐꯒꯠꯂꯛꯄꯒ ꯃꯔꯤ ꯂꯩꯅꯩ, ꯃꯁꯤꯗ ꯍꯦꯟꯅ ꯐꯕꯥ ꯃꯦꯃꯣꯔꯤ, ꯑꯦꯇꯦꯟꯁꯟ ꯑꯃꯁꯨꯡ ꯀꯟꯁꯦꯟꯇꯔꯦꯁꯟ ꯌꯥꯎꯔꯤ꯫ ꯍꯦꯟꯅ ꯐꯕꯥ ꯇꯨꯝꯕ ꯀ꯭ꯕꯥꯂꯤꯇꯤ -ꯆꯥꯡ ꯅꯥꯏꯅ ꯑꯦꯛꯁꯔꯁꯥꯏꯖ ꯇꯧꯕꯅ ꯇꯨꯝꯕ ꯉꯝꯕꯒꯤ ꯃꯑꯣꯡ-ꯃꯇꯧ ꯔꯤꯒꯨꯂꯦꯠ ꯇꯧꯕꯗ ꯃꯇꯦꯡ ꯄꯥꯡꯏ, ꯃꯗꯨꯅ ꯍꯦꯟꯅ ꯂꯨꯝꯅ, ꯍꯦꯟꯅ ꯅꯨꯡꯉꯥꯏꯅ ꯇꯨꯝꯕ ꯉꯝꯍꯜꯂꯤ꯫ ꯀ꯭ꯔꯣꯅꯤꯛ ꯂꯥꯏꯅꯥꯁꯤꯡꯒꯤ ꯔꯤꯁ꯭ꯛ ꯍꯟꯊꯍꯟꯕ - ꯆꯥꯡ ꯅꯥꯏꯅ ꯍꯛꯆꯥꯡ ꯁꯥꯖꯦꯜ ꯇꯧꯕꯅ ꯗꯥꯏꯕꯦꯇꯤꯁ, ꯍꯥꯔ꯭ꯠꯀꯤ ꯂꯥꯏꯅ, ꯑꯃꯁꯨꯡ ꯀꯦꯟꯁꯔ ꯃꯈꯜ ꯈꯔꯒꯨꯝꯕ ꯀ꯭ꯔꯣꯅꯤꯛ ꯀꯟꯗꯤꯁꯟꯁꯤꯡ ꯂꯥꯛꯄꯒꯤ ꯔꯤꯁ꯭ꯛ ꯍꯟꯊꯍꯟꯕ ꯌꯥꯏ꯫ ꯈꯪꯖꯤꯟꯒꯗꯕ ꯑꯃꯅ, ꯆꯥꯡ ꯅꯥꯏꯅ ꯍꯛꯆꯥꯡ ꯁꯥꯖꯦꯜ ꯇꯧꯕ ꯍꯥꯏꯕꯁꯤ ꯍꯛꯁꯦꯜ ꯐꯕꯥ ꯄꯨꯟꯁꯤ ꯃꯍꯤꯡ ꯑꯃꯒꯤ ꯃꯔꯨꯑꯣꯏꯕ ꯀꯝꯄꯣꯅꯦꯟꯇ ꯑꯃꯅꯤ, ꯃꯁꯤꯅ ꯍꯛꯆꯥꯡ ꯑꯃꯁꯨꯡ ꯋꯥꯈꯜ ꯑꯅꯤꯃꯛꯇ ꯀꯥꯟꯅꯕ ꯀꯌꯥ ꯑꯃ ꯄꯤꯔꯤ꯫ ꯄꯣꯠꯊꯣꯛꯁꯤꯡꯗ ꯀꯦꯄꯥꯕꯤꯂꯤꯇꯤꯒꯤ ꯊꯥꯛꯁꯤꯡ ꯇꯥꯛꯅꯕ ꯁꯤꯁꯇꯦꯝ ꯑꯃ ꯁꯦꯝꯕ꯫ ꯄꯣꯠꯊꯣꯛꯁꯤꯡꯗ ꯀꯦꯄꯥꯕꯤꯂꯤꯇꯤꯒꯤ ꯊꯥꯛꯁꯤꯡ ꯇꯥꯛꯅꯕꯒꯤ ꯃꯑꯣꯡ ꯑꯃꯗꯤ ꯔꯦꯇꯤꯡ ꯁꯤꯁ꯭ꯇꯦꯝ ꯑꯃꯒꯤ ꯈꯨꯠꯊꯥꯡꯗ ꯑꯣꯏꯔꯤ, ꯃꯁꯤꯅ ꯄꯣꯠꯊꯣꯛ ꯑꯗꯨꯒꯤ ꯀꯦꯄꯥꯕꯤꯂꯤꯇꯤꯒꯤ ꯊꯥꯛ ꯑꯗꯨ ꯇꯥꯛꯅꯕ ꯅ꯭ꯌꯨꯃꯔꯤꯛ ꯅꯠꯇꯔꯒ ꯚꯤꯖꯨꯑꯦꯜ ꯚꯦꯂ꯭ꯌꯨ ꯑꯃ ꯄꯤꯔꯤ꯫ ꯁꯤꯁ꯭ꯇꯦꯝ ꯑꯁꯤꯅ ꯁ꯭ꯇꯥꯔꯁꯤꯡ, ꯕꯦꯖꯁꯤꯡ, ꯅ꯭ꯌꯨꯃꯔꯤꯛ ꯚꯦꯂ꯭ꯌꯨꯁꯤꯡ ꯅꯠꯇꯔꯒ ꯑꯐꯕꯥ, ꯐꯦꯌꯥꯔ ꯑꯃꯁꯨꯡ ꯂꯥꯏꯔꯕ ꯒꯨꯝꯕ ꯁꯤꯝꯕꯣꯜꯁꯤꯡ ꯁꯤꯖꯤꯟꯅꯕ ꯌꯥꯒꯅꯤ꯫ ꯃꯈꯥꯗ ꯄꯣꯠꯊꯣꯛꯁꯤꯡꯒꯤꯗꯃꯛꯇ ꯁ꯭ꯇꯥꯔꯗ ꯌꯨꯝꯐꯝ ꯑꯣꯏꯕ ꯀꯦꯄꯥꯕꯤꯂꯤꯇꯤ ꯔꯦꯇꯤꯡ ꯁꯤꯁ꯭ꯇꯦꯝ ꯑꯃꯒꯤ ꯈꯨꯗꯝ ꯑꯃ ꯄꯤꯔꯤ - ꯐꯥꯚꯏ ꯁ꯭ꯇꯥꯔ ꯔꯦꯇꯤꯡ -ꯃꯁꯤꯅ ꯈ꯭ꯋꯥꯏꯗꯒꯤ ꯋꯥꯡꯕ ꯀꯦꯄꯥꯕꯤꯂꯤꯇꯤ ꯔꯦꯇꯤꯡꯅꯤ ꯑꯃꯁꯨꯡ ꯃꯁꯤꯅ ꯄꯣꯠꯊꯣꯛ ꯑꯗꯨ ꯑꯈꯟꯅꯕ ꯀꯦꯄꯥꯕꯤꯂꯤꯇꯤꯒꯤ ꯑꯣꯏ ꯍꯥꯏꯕ ꯇꯥꯛꯏ꯫ ꯃꯁꯤ ꯑꯀꯟꯕ ꯃꯑꯣꯡꯗ ꯇꯦꯁ꯭ꯠ ꯇꯧꯈ꯭ꯔꯦ ꯑꯃꯁꯨꯡ ꯏꯟꯗꯁꯇ꯭ꯔꯤꯒꯤ ꯁ꯭ꯇꯦꯟꯗꯔꯗ ꯄꯨꯝꯅꯃꯛ ꯉꯥꯛꯂꯤ ꯅꯠꯇꯔꯒ ꯍꯦꯜꯂꯤ꯫ ꯐꯣꯔ ꯁ꯭ꯇꯥꯔ ꯔꯦꯇꯤꯡ - ꯃꯁꯤꯒꯤ ꯔꯦꯇꯤꯡ ꯑꯁꯤꯅ ꯄꯣꯠꯊꯣꯛ ꯑꯗꯨ ꯑꯋꯥꯡꯕ ꯊꯥꯛꯀꯤ ꯑꯣꯏ ꯍꯥꯏꯕ ꯇꯥꯛꯏ꯫ ꯃꯁꯤꯅ ꯃꯊꯧ ꯇꯥꯕ ꯇꯦꯁ꯭ꯠ ꯄꯨꯝꯅꯃꯛ ꯄꯥꯁ ꯇꯧꯈ꯭ꯔꯦ ꯑꯃꯁꯨꯡ ꯏꯟꯗꯁꯇ꯭ꯔꯤꯒꯤ ꯁ꯭ꯇꯦꯟꯗꯔꯗꯁꯤꯡꯒꯤ ꯑꯌꯥꯝꯕ ꯁꯔꯨꯛꯁꯤꯡ ꯉꯥꯛꯅ ꯆꯠꯂꯤ꯫ ꯊ꯭ꯔꯤ ꯁ꯭ꯇꯥꯔ ꯔꯦꯇꯤꯡ - ꯔꯦꯇꯤꯡ ꯑꯁꯤꯅ ꯄꯣꯠꯊꯣꯛ ꯑꯗꯨ ꯆꯥꯡꯆꯠꯇ ꯀꯦꯄꯥꯕꯤꯂꯤꯇꯤ ꯂꯩ ꯍꯥꯏꯕ ꯇꯥꯛꯏ꯫ ꯃꯁꯤꯅ ꯕꯦꯁꯤꯛ ꯇꯦꯁ꯭ꯇꯁꯤꯡ ꯄꯥꯁ ꯇꯧꯈ꯭ꯔꯦ ꯑꯃꯁꯨꯡ ꯃꯤꯅꯤꯃꯝ ꯏꯟꯗꯁꯇ꯭ꯔꯤꯒꯤ ꯁ꯭ꯇꯦꯟꯗꯔꯗꯁꯤꯡ ꯉꯥꯛꯂꯤ꯫ ꯇꯨ ꯁ꯭ꯇꯥꯔ ꯔꯦꯇꯤꯡ - ꯔꯦꯇꯤꯡ ꯑꯁꯤꯅ ꯄꯣꯠꯊꯣꯛ ꯑꯗꯨ ꯆꯥꯡꯆꯠꯇ ꯍꯦꯟꯅ ꯅꯦꯝꯕ ꯀꯦꯄꯥꯕꯤꯂꯤꯇꯤꯒꯤ ꯑꯣꯏ ꯍꯥꯏꯕ ꯇꯥꯛꯏ꯫ ꯃꯁꯤꯗ ꯑꯁꯣꯏꯕ ꯈꯔ ꯂꯩꯕ ꯌꯥꯏ, ꯑꯗꯨꯕꯨ ꯃꯁꯤꯅ ꯍꯧꯖꯤꯛꯁꯨ ꯈ꯭ꯋꯥꯏꯗꯒꯤ ꯅꯦꯝꯕ ꯃꯊꯧ ꯇꯥꯕꯁꯤꯡ ꯑꯗꯨ ꯐꯪꯍꯜꯂꯤ꯫ ꯋꯥꯟ ꯁ꯭ꯇꯥꯔ ꯔꯦꯇꯤꯡ - ꯃꯁꯤ ꯈ꯭ꯋꯥꯏꯗꯒꯤ ꯅꯦꯝꯕ ꯀꯦꯄꯥꯕꯤꯂꯤꯇꯤꯒꯤ ꯔꯦꯇꯤꯡꯅꯤ ꯑꯃꯁꯨꯡ ꯃꯁꯤꯅ ꯄꯣꯠꯊꯣꯛ ꯑꯗꯨ ꯀꯦꯄꯦꯕꯤꯂꯤꯇꯤ ꯐꯠꯇꯕ ꯑꯣꯏ ꯍꯥꯏꯕ ꯇꯥꯛꯏ꯫ ꯃꯁꯤꯅ ꯏꯟꯗꯁꯇ꯭ꯔꯤꯒꯤ ꯁ꯭ꯇꯦꯟꯗꯔꯗꯁꯤꯡ ꯉꯥꯛꯅ ꯆꯠꯄ ꯉꯝꯗꯦ ꯑꯃꯁꯨꯡ ꯑꯁꯣꯏꯕ ꯀꯌꯥ ꯑꯃ ꯂꯩꯔꯤ꯫ ꯃꯁꯤꯒꯤ ꯁꯤꯁ꯭ꯇꯦꯝ ꯑꯁꯤ ꯌꯥꯝꯅ ꯂꯥꯏ, ꯂꯧꯁꯤꯟꯕ ꯑꯃꯁꯨꯡ ꯋꯥꯍꯟꯊꯣꯛ ꯄꯤꯕꯗ ꯂꯥꯏꯕ ꯑꯃꯗꯤ ꯄꯣꯠꯊꯣꯛ ꯀꯌꯥꯗ ꯁꯤꯖꯤꯟꯅꯕ ꯌꯥꯏ꯫ ꯀꯁ꯭ꯇꯃꯔꯁꯤꯡꯅ ꯔꯦꯇꯤꯡꯁꯤꯡ ꯑꯁꯤ ꯄꯣꯠꯊꯣꯛ ꯑꯗꯨꯒꯤ ꯃꯒꯨꯟ ꯑꯗꯨ ꯊꯨꯅ ꯌꯦꯡꯁꯤꯟꯅꯕ ꯑꯃꯁꯨꯡ ꯋꯥꯈꯜ ꯇꯥꯕ ꯄꯔꯆꯦꯖꯒꯤ ꯋꯥꯔꯦꯞꯁꯤꯡ ꯂꯧꯅꯕ ꯁꯤꯖꯤꯟꯅꯕ ꯌꯥꯒꯅꯤ꯫